ꯗꯩꯅꯥꯃꯤꯛ ꯑꯣꯔꯒꯅꯥꯏꯖꯦꯁꯟ ꯑꯃꯗ ꯑꯐꯕ ꯁꯔꯕꯤꯁ ꯑꯃꯁꯨꯡ ꯊꯥꯖꯕ ꯌꯥꯕ ꯐꯜꯁꯤꯡ ꯄꯨꯔꯛꯅꯕ ꯍꯣꯠꯅꯕ꯫ ꯊꯕꯛꯀꯤ ꯑꯦꯛꯁꯄꯔꯤꯑꯦꯟꯁ - ꯀꯁ꯭ꯇꯃꯔ ꯁꯔꯚꯤꯁ ꯔꯤꯞꯔꯖꯦꯟꯇꯦꯇꯤꯚ ꯑꯦ ꯕꯤ‌ ꯁꯤ ꯀꯝꯄꯦꯅꯤ, ꯑꯦꯅꯤꯇꯥꯎꯟ, ꯁꯤ ꯑꯦ ꯖꯨꯟ ꯍꯧꯖꯤꯛꯀꯤ ꯑꯣꯏꯅ ꯐꯣꯟ, ꯏꯃꯦꯜ, ꯑꯃꯁꯨꯡ ꯆꯦꯠꯀꯤ ꯈꯨꯠꯊꯥꯡꯗ ꯀꯁ꯭ꯇꯃꯔꯁꯤꯡꯒꯤ ꯋꯥꯍꯪꯁꯤꯡ ꯍꯦꯟꯗꯜ ꯇꯧꯗꯨꯅ ꯑꯐꯕ ꯀꯁ꯭ꯇꯃꯔ ꯁꯔꯚꯤꯁ ꯄꯤꯕ ꯀꯁ꯭ꯇꯃꯔꯒꯤ ꯏꯁꯨꯁꯤꯡ ꯃꯇꯝ ꯆꯥꯅ ꯑꯃꯁꯨꯡ ꯌꯥꯝꯅ ꯊꯨꯅ ꯂꯣꯏꯁꯤꯟꯕ ꯃꯁꯤꯒꯤ ꯃꯇꯥꯡꯗ ꯑꯋꯥꯡꯕ ꯊꯥꯛꯀꯤ ꯂꯧꯁꯤꯡ ꯊꯝꯕ꯫ ꯀꯁ꯭ꯇꯃꯔꯁꯤꯡꯗ ꯑꯆꯨꯝꯕ ꯏꯟꯐꯣꯔꯃꯦꯁꯟ ꯄꯤꯅꯕ ꯀꯝꯄꯦꯅꯤꯒꯤ ꯄꯣꯠꯊꯣꯛꯁꯤꯡ ꯑꯃꯁꯨꯡ ꯁꯔꯕꯤꯁꯁꯤꯡ ꯈꯣꯡꯖꯦꯜ, ꯏꯐꯤꯁꯤꯑꯦꯟꯁꯤ, ꯑꯃꯁꯨꯡ ꯃꯒꯨꯟ ꯂꯩꯕ ꯄꯔꯐꯣꯃꯦꯟꯁꯀꯤ ꯄꯥꯟꯗꯝꯁꯤꯡ ꯐꯪꯍꯟꯕ ꯑꯃꯁꯨꯡ ꯍꯦꯟꯒꯠꯍꯟꯕ ꯁꯦꯂꯁ ꯑꯦꯁꯣꯁꯤꯌꯦꯠ ꯑꯦꯛꯁ ꯋꯥꯏ ꯖꯦ ꯗꯤ ꯀꯣꯔꯄꯣꯔꯦꯁꯟ, ꯑꯦꯅꯤꯇꯥꯎꯟ, ꯁꯤ ꯑꯦ ꯁꯦꯡꯗꯣꯛꯄ ꯑꯃꯁꯨꯡ ꯑꯣꯔꯒꯅꯥꯏꯖ ꯇꯧꯔꯕ ꯁ꯭ꯇꯣꯔ, ꯃꯊꯧ ꯇꯥꯕꯒꯤ ꯃꯇꯨꯡ ꯏꯟꯅ ꯏꯟꯚꯦꯟꯇꯔꯤ ꯔꯤꯁ꯭ꯇꯣꯛ ꯇꯧꯕ ꯌꯣꯟꯕꯒꯤ ꯄꯥꯟꯗꯝꯁꯤꯡ ꯐꯪꯍꯟꯕ ꯑꯃꯁꯨꯡ ꯍꯦꯟꯒꯠꯍꯟꯕ, ꯁ꯭ꯇꯣꯔꯒꯤ ꯑꯄꯨꯟꯕ ꯃꯥꯏꯄꯥꯛꯄꯗ ꯃꯇꯦꯡ ꯄꯥꯡꯈꯤꯕ ꯀꯁ꯭ꯇꯃꯔꯒꯤ ꯃꯊꯧ ꯇꯥꯕꯁꯤꯡ ꯑꯗꯨ ꯑꯦꯛꯇꯤꯕ ꯑꯣꯏꯅ‌ ꯇꯥꯗꯨꯅ ꯑꯃꯁꯨꯡ ꯃꯔꯨꯞ-ꯃꯄꯥꯡ ꯑꯣꯏꯕ ꯑꯃꯁꯨꯡ ꯃꯇꯦꯡ ꯄꯥꯡꯅꯕ ꯃꯑꯣꯡꯗ ꯄꯥꯎꯈꯨꯝ ꯄꯤꯗꯨꯅ ꯑꯐꯕ ꯀꯁ꯭ꯇꯃꯔ ꯁꯔꯕꯤꯁ ꯄꯤꯈꯤ ꯑꯦꯖꯨꯀꯦꯁꯟ - ꯕꯤꯖꯤꯅꯦꯁꯇꯥ ꯁꯥꯏꯟꯁꯀꯤ ꯕꯦꯆꯦꯂꯔ꯫ ꯑꯦꯗꯃꯤꯅꯤꯁ꯭ꯇꯔꯦꯁꯟ ꯌꯨꯅꯤꯚꯔꯁꯤꯇꯤ ꯑꯣꯐ ꯀꯦꯂꯤꯐꯣꯔꯅꯤꯌꯥ, ꯑꯦꯅꯤꯇꯥꯎꯟ, ꯁꯤ ꯑꯦ ꯑꯀꯨꯞꯄ ꯃꯔꯣꯜꯗ ꯌꯨꯝꯐꯝ ꯑꯣꯏꯕ ꯔꯤꯐ꯭ꯔꯦꯟꯁꯁꯤꯡ ꯔꯤꯕꯦꯟꯁ꯭ꯠ ꯇꯧꯔꯕ ꯃꯇꯨꯡꯗ ꯐꯪꯒꯅꯤ꯫ ꯑꯀꯛꯅꯕ ꯃꯤꯑꯣꯏ ꯑꯃꯅ ꯅꯣꯚꯦꯜ ꯑꯃꯒꯤ ꯀ꯭ꯂꯥꯏꯃꯦꯛꯁꯇ ꯀꯔꯝꯅ ꯁꯔꯨꯛ ꯌꯥꯕꯒꯦ ꯍꯥꯏꯕꯗꯨ ꯐꯣꯡꯗꯣꯛꯄꯤꯌꯨ꯫ ꯍꯦꯔꯤ ꯄꯣꯇꯔ ꯑꯃꯁꯨꯡ ꯗꯦꯠꯂꯤ ꯍꯦꯂꯣꯛꯁꯇ ꯗꯥ ꯍꯦꯔꯤ ꯄꯣꯇꯔ꯫ ꯍꯦꯔꯤ ꯄꯣꯇꯔ ꯑꯃꯁꯨꯡ ꯊꯦꯠꯂꯤ ꯍꯦ ꯍꯦꯂꯣꯁ‌ ꯗꯥ ꯃꯦꯔꯤ ꯄꯣꯇꯔꯅꯥ ꯅꯣꯚꯦꯜ ꯑꯁꯤꯒꯤ ꯀ꯭ꯂꯥꯏꯃꯦꯛꯁꯇꯥ ꯃꯔꯨꯑꯣꯏꯕ ꯊꯧꯗꯥꯡ ꯂꯧꯔꯤ꯫ ꯀ꯭ꯂꯥꯏꯃꯦꯛꯁ ꯑꯁꯤ ꯍꯣꯒꯋꯥꯔꯗꯀꯤ ꯂꯥꯟꯒꯤ ꯃꯇꯝꯗ ꯊꯣꯛꯏ, ꯃꯐꯝ ꯑꯗꯨꯗ ꯍꯦꯔꯤ, ꯃꯍꯥꯛꯀꯤ ꯃꯔꯨꯄꯁꯤꯡ ꯑꯃꯁꯨꯡ ꯍꯣꯒꯋꯥꯔꯗ ꯀꯝꯃ꯭ꯌꯨꯅꯤꯇꯤꯅꯥ ꯚꯣꯜꯗꯦꯃꯣꯔꯠ ꯑꯃꯁꯨꯡ ꯃꯍꯥꯛꯀꯤ ꯗꯦꯇꯥ ꯏꯇꯔꯁꯤꯡꯒ ꯂꯥꯟꯊꯦꯡꯅꯔꯤ꯫ ꯂꯥꯟꯒꯤ ꯃꯇꯝꯗ ꯍꯦꯔꯤꯅ ꯂꯦꯝꯍꯧꯔꯤꯕ ꯍꯣꯔꯀ꯭ꯔꯨꯛꯁꯁꯤꯡ ꯑꯗꯨ ꯃꯥꯡꯍꯟ ꯇꯥꯛꯍꯟꯕꯗ ꯃꯤꯠꯌꯦꯡ ꯊꯝꯂꯤ, ꯃꯈꯣꯏꯁꯤꯡ ꯑꯗꯨꯗꯤ ꯚꯣꯜꯗꯦꯃꯣꯔꯒꯤ ꯊꯋꯥꯏꯒꯤ ꯁꯔꯨꯁꯤꯡ ꯌꯥꯎꯕ ꯄꯣꯠꯁꯛꯁꯤꯡꯅꯤ, ꯃꯈꯣꯏꯁꯤꯡ ꯑꯗꯨ ꯃꯍꯥꯛꯄꯨ ꯃꯥꯏꯊꯤꯕ ꯄꯤꯅꯕ ꯃꯥꯡꯍꯟꯕ ꯃꯊꯧ ꯇꯥꯏ꯫ ꯍꯣꯔꯀ꯭ꯔꯨꯛꯁ ꯄꯨꯝꯅꯃꯛ ꯃꯥꯡꯈ꯭ꯔꯕ ꯃꯇꯨꯡꯗ, ꯍꯦꯔꯤꯅ ꯃꯍꯥꯛ ꯃꯁꯥꯃꯛ ꯍꯣꯔꯀ꯭ꯔꯨꯛꯁꯅꯤ ꯍꯥꯏꯕ ꯈꯪꯂꯛꯏ, ꯑꯃꯁꯨꯡ ꯚꯣꯜꯗꯦꯃꯣꯔꯅ ꯃꯥꯏꯊꯤꯕ ꯄꯤꯅꯕꯒꯤꯗꯃꯛ ꯁꯤꯕ ꯇꯥꯏ꯫ ꯃꯍꯥꯛ ꯏꯆꯝ ꯆꯝꯅ ꯚꯣꯜꯗꯦꯃꯣꯔꯗ ꯆꯠꯂꯤ ꯑꯃꯁꯨꯡ ꯃꯁꯥꯃꯛꯄꯨ ꯀꯤꯂꯤꯡ ꯀꯔꯁꯅꯥ ꯁꯣꯛꯍꯟꯕ ꯌꯥꯍꯜꯂꯤ꯫ ꯑꯗꯨꯕꯨ ꯁꯥꯞ ꯑꯁꯤꯅ ꯍꯦꯔꯤꯒꯤ ꯃꯅꯨꯡꯗ ꯂꯩꯕ ꯚꯣꯜꯗꯦꯃꯣꯔꯒꯤ ꯊꯋꯥꯏꯒꯤ ꯁꯔꯨꯛ ꯑꯗꯨ ꯈꯛꯇꯃꯛ ꯃꯥꯡꯍꯟ ꯇꯥꯛꯍꯟꯈꯤ, ꯍꯦꯔꯤ ꯃꯁꯥꯃꯛꯁꯨ ꯑꯁꯣꯛꯄ ꯂꯩꯇꯅ ꯊꯝꯈꯤ꯫ ꯍꯦꯔꯤ ꯑꯃꯁꯨꯡ ꯚꯣꯜꯗꯦꯃꯣꯔꯒꯤ ꯃꯔꯛꯇ ꯑꯔꯣꯏꯕ ꯁꯣꯗꯥꯎꯟ ꯑꯃꯗ ꯍꯦꯔꯤꯅ ꯚꯣꯜꯗꯦꯃꯣꯔꯅ ꯁꯤꯖꯤꯟꯅꯔꯤꯕ ꯑꯦꯜꯗꯔ ꯋꯥꯟꯗ ꯑꯗꯨ ꯇꯁꯦꯡꯅ ꯃꯍꯥꯛꯀꯤꯅꯤ ꯍꯥꯏꯅ ꯐꯣꯡꯗꯣꯛꯈꯤ ꯃꯔꯝꯗꯤ ꯃꯍꯥꯛꯅ ꯃꯗꯨꯒꯤ ꯃꯃꯥꯡꯒꯤ ꯃꯄꯨ ꯗ꯭ꯔꯦꯀꯣ ꯃꯥꯜꯐꯥꯏ ꯃꯥꯜꯐꯣꯏꯕꯨ ꯈꯨꯠꯂꯥꯏ ꯄꯥꯏꯗꯨꯅ ꯂꯧꯊꯣꯛꯈꯤꯕꯅꯤ꯫ ꯚꯣꯜꯗꯦꯃꯣꯔꯅ ꯍꯦꯔꯤꯗ ꯍꯥꯠꯄ‌ ꯁꯥꯞ ꯑꯗꯨ ꯊꯥꯗꯣꯛꯈꯤꯕ ꯃꯇꯝꯗ, ꯁ꯭ꯄꯦꯜ ꯑꯗꯨꯅ ꯑꯃꯨꯛ ꯍꯟꯅ‌ ꯂꯥꯛꯈꯤ ꯑꯃꯁꯨꯡ ꯃꯍꯥꯛꯄꯨ ꯃꯥꯡꯍꯟꯈꯤ꯫ ꯚꯣꯜꯗꯦꯃꯣꯔꯇꯀꯤ ꯃꯥꯡꯍꯟ ꯇꯥꯛꯍꯟꯕꯒ ꯂꯣꯏꯅꯅ‌ ꯑꯔꯣꯏꯕꯗ ꯋꯥꯏꯖꯥꯔꯗꯀꯤ ꯃꯥꯂꯦꯝ ꯑꯁꯤ ꯃꯍꯥꯛꯀꯤ ꯇ꯭ꯔꯤꯅꯤꯇꯤꯗꯒꯤ ꯅꯥꯟꯊꯣꯛꯈꯤ, ꯑꯃꯁꯨꯡ ꯍꯦꯔꯤꯕꯨ ꯍꯤꯔꯣ ꯑꯃ ꯑꯣꯏꯅ ꯊꯥꯒꯠꯈꯤ꯫ ꯅꯣꯚꯦꯜ ꯑꯁꯤꯒꯤ ꯀ꯭ꯂꯥꯏꯃꯦꯛꯁ ꯄꯨꯝꯅꯃꯛꯇ ꯍꯦꯔꯤꯅ ꯊꯧꯅ‌ ꯑꯃꯁꯨꯡ ꯃꯁꯥꯒꯤ ꯑꯣꯏꯖꯕ ꯊꯤꯗꯅ ꯚꯣꯜꯗꯦꯃꯣꯔꯕꯨ ꯃꯥꯏꯊꯤꯕ ꯄꯤꯅꯕ ꯑꯃꯁꯨꯡ ꯋꯥꯏꯖꯥꯔꯗ ꯃꯥꯂꯦꯝꯗ ꯁꯥꯟꯇꯤ ꯄꯨꯔꯛꯅꯕ ꯃꯁꯥꯕꯨ ꯀꯠꯊꯣꯠꯄ ꯉꯝꯍꯜꯂꯤ꯫